ꯃꯍꯥꯛꯀꯤ ꯑꯆꯧꯕ ꯆꯠꯅꯕꯤꯒꯤ ꯃꯐꯝ ꯑꯁꯤ ꯋꯦꯁꯠ ꯕꯦꯡꯒꯣꯜꯒꯤ ꯇꯥꯔꯥꯄꯤꯊꯅꯤ꯫ ꯕꯨꯗ꯭ꯙ ꯂꯥꯏꯅꯤꯡ ꯕꯨꯗ꯭ꯙ ꯙꯔꯃꯥꯗ ꯇꯥꯔꯥ ꯑꯁꯤ ꯊꯋꯥꯏꯁꯤꯡꯕꯨ ꯑꯋꯥꯕꯗꯒꯤ ꯅꯤꯡꯇꯝꯕ ꯐꯪꯍꯟꯕ ꯀꯟꯕꯤꯕ ꯂꯥꯏ ꯑꯃꯅꯤ꯫ ꯃꯍꯥꯛꯄꯨ ꯃꯍꯥꯌꯥꯅ ꯕꯨꯙꯤꯖꯝꯗ ꯕꯣꯙꯤꯁꯠꯚ ꯂꯧꯁꯤꯡ ꯐꯪꯕꯒꯤ ꯃꯆꯪ ꯑꯃ ꯑꯣꯏꯅ ꯑꯃꯁꯨꯡ ꯏꯁꯣꯇꯦꯔꯤꯛ ꯕꯨꯙꯤꯖꯝꯗ ꯕꯨꯗ꯭ꯙ ꯑꯃꯁꯨꯡ ꯕꯨꯗ꯭ꯙꯒꯤ ꯃꯃꯥ ꯑꯣꯏꯅ ꯁꯛꯈꯪꯅꯩ ꯃꯔꯨꯑꯣꯏꯅ ꯕꯖ꯭ꯔꯌꯥꯅ ꯕꯨꯙꯤꯖꯝ ꯇꯤꯕꯦꯇꯥꯟ ꯕꯨꯙꯤꯖꯝ ꯍꯥꯏꯅꯁꯨ ꯈꯪꯅꯕ꯫ ꯍꯧꯔꯛꯐꯝꯒꯤ ꯋꯥꯔꯤ ꯑꯃꯒꯤ ꯃꯇꯨꯡ ꯏꯟꯅ ꯃꯍꯥꯛ ꯑꯋꯥꯕ ꯇꯥꯔꯕ ꯃꯥꯂꯦꯝ ꯑꯗꯨ ꯌꯦꯡꯂꯤꯉꯩꯗ ꯀꯞꯈꯤꯕ ꯕꯣꯙꯤꯁꯠꯚ ꯑꯚꯥꯂꯣꯀꯤꯇꯦꯁ꯭ꯋꯔꯒꯤ ꯃꯄꯤ ꯑꯗꯨꯗꯒꯤ ꯊꯣꯔꯛꯈꯤ꯫ ꯃꯔꯝ ꯑꯁꯤꯅ ꯃꯍꯥꯛ ꯃꯔꯨ ꯑꯣꯏꯅ ꯃꯤꯅꯨꯡꯁꯤꯒ ꯃꯔꯤ ꯂꯩꯅꯩ ꯑꯗꯨꯕꯨ ꯃꯍꯥꯛꯀꯤ ꯂꯥꯏꯅꯤꯡꯕꯁꯤꯡꯕꯨ ꯃꯇꯦꯡ ꯄꯥꯡꯅꯕ ꯑꯃꯁꯨꯡ ꯉꯥꯛꯊꯣꯛꯅꯕ ꯃꯑꯣꯡ ꯀꯌꯥ ꯂꯧꯕ ꯌꯥꯏ ꯃꯗꯨꯒꯤ ꯃꯅꯨꯡꯗ ꯁꯤꯕ ꯑꯃꯁꯨꯡ ꯍꯣꯡꯗꯣꯛꯄꯒꯤ ꯍꯤꯟꯗꯨꯒꯤ ꯂꯥꯏꯔꯦꯝꯕꯤ ꯀꯥꯂꯤꯒ ꯃꯥꯟꯅꯕ ꯑꯁꯥꯎꯕ ꯂꯥꯏ ꯑꯃ ꯌꯥꯎꯔꯤ꯫ ꯄꯨꯋꯥꯔꯤ ꯇꯥꯔꯥꯕꯨ ꯈꯨꯔꯨꯝꯖꯕꯒꯤ ꯑꯍꯥꯟꯕ ꯃꯄꯨꯡ ꯐꯥꯅ ꯁꯛꯈꯪꯂꯕ ꯋꯥꯍꯩꯒꯤ ꯈꯨꯗꯝ ꯑꯁꯤ ꯈ꯭ꯔꯤꯁ꯭ꯠ ꯀꯨꯝꯖꯥꯒꯤ ꯃꯉꯥ ꯁꯨꯕ ꯆꯍꯤꯆꯥꯗꯒꯤ ꯂꯥꯛꯏ ꯑꯗꯨꯕꯨ ꯂꯥꯏꯔꯦꯝꯕꯤ ꯑꯗꯨꯕꯨ ꯁꯛꯈꯪꯕ ꯑꯁꯤ ꯌꯥꯝꯅ ꯂꯤꯔꯕ ꯃꯔꯝꯗꯤ ꯃꯍꯥꯛꯄꯨ ꯔꯤꯒ ꯕꯦꯗꯗ ꯄꯟꯈꯤ ꯑꯃꯁꯨꯡ ꯕꯦꯗꯤꯛꯀꯤ ꯃꯇꯝꯗ ꯈꯪꯅꯔꯝꯃꯤ꯫ ꯃꯍꯥꯛ ꯑꯁꯤ ꯈ꯭ꯔꯤꯁꯇꯒꯤ ꯃꯃꯥꯡ ꯆꯍꯤ ꯌꯥꯡꯈꯩ ꯈ꯭ꯔꯤꯁ꯭ꯠ ꯀꯨꯝꯖꯥ ꯆꯥꯇ꯭ꯔꯨꯛ ꯀꯤ ꯃꯔꯛꯇ ꯁꯦꯝꯈꯤꯕ ꯑꯦꯟꯊꯣꯂꯣꯖꯤ ꯑꯃ ꯑꯣꯏꯔꯤꯕ ꯕꯨꯗ꯭ꯙꯤꯁ꯭ꯠꯀꯤ ꯂꯥꯏꯔꯤꯛ ꯄꯔꯐꯦꯛꯁꯟ ꯑꯣꯐ ꯋꯤꯁꯗꯝꯒꯤ ꯂꯥꯏꯔꯦꯝꯕꯤ ꯄ꯭ꯔꯖꯅꯄꯔꯃꯤꯇꯥꯒꯁꯨ ꯃꯔꯤ ꯂꯩꯅꯩ꯫ ꯃꯍꯥꯛꯄꯨ ꯈ꯭ꯔꯤꯁ꯭ꯠ ꯀꯨꯝꯖꯥꯒꯤ ꯅꯤꯄꯥꯟꯁꯨꯕ ꯆꯍꯤꯆꯥꯒꯤ ꯕꯥꯔꯗꯣ ꯊꯣꯗꯣꯜꯗꯁꯨ ꯄꯟꯈꯤ꯫ ꯃꯍꯥꯛꯀꯤ ꯃꯤꯡꯒꯤ ꯋꯥꯍꯟꯊꯣꯛꯇꯤ ꯁꯪꯁ꯭ꯀ꯭ꯔꯤꯠꯇ ꯁꯦꯚꯤꯌꯔꯁ ꯍꯥꯏꯕꯅꯤ ꯑꯗꯨꯕꯨ ꯃꯁꯤꯕꯨ ꯁ꯭ꯇꯥꯔ ꯍꯥꯏꯅꯁꯨ ꯍꯟꯗꯣꯛꯈ꯭ꯔꯦ ꯑꯃꯁꯨꯡ ꯃꯍꯥꯛꯄꯨ ꯃꯍꯧꯁꯥꯅ ꯄꯨꯟꯁꯤꯗ ꯂꯝꯖꯤꯡ ꯂꯝꯇꯥꯛꯅꯕꯒꯤꯗꯃꯛ ꯑꯃꯁꯨꯡ ꯑꯀꯛꯅꯅ ꯃꯥꯡꯈ꯭ꯔꯕ ꯐꯥꯎꯕ ꯑꯃꯁꯨꯡ ꯃꯈꯣꯏꯒꯤ ꯂꯝꯕꯤ ꯊꯤꯕꯗ ꯑꯋꯥꯕ ꯃꯥꯌꯣꯛꯅꯔꯤꯕ ꯃꯤꯑꯣꯏꯁꯤꯡꯅ ꯁꯤꯖꯤꯟꯅꯩ꯫ ꯁ꯭ꯇꯥꯔ ꯑꯃꯒꯨꯝꯅ ꯇꯥꯔꯥꯅ ꯀꯅꯥꯒꯨꯝꯕ ꯑꯃꯅ ꯆꯠꯊꯣꯛ ꯆꯠꯁꯤꯟ ꯇꯧꯕ ꯌꯥꯕ ꯃꯉꯥꯜꯒꯤ ꯃꯐꯝ ꯑꯃꯈꯛꯇꯃꯛ ꯄꯤ ꯍꯥꯏꯅ ꯈꯟꯅꯩ꯫ ꯃꯍꯥꯛ ꯑꯁꯤ ꯇꯣꯉꯥꯟ ꯇꯣꯉꯥꯟꯕ ꯅꯥꯠ ꯀꯌꯥꯒꯤ ꯕꯨꯗꯙꯤꯁ꯭ꯠ ꯃꯍꯩꯁꯪꯁꯤꯡꯗ ꯃꯃꯥꯒꯤ ꯂꯥꯏꯔꯦꯝꯕꯤꯒꯤ ꯁꯛꯇꯝꯁꯤꯡꯒ ꯃꯔꯤ ꯂꯩꯅꯩ ꯑꯃꯁꯨꯡ ꯅꯣꯡꯆꯨꯞꯂꯣꯝꯒꯤ ꯑꯌꯦꯡꯕꯁꯤꯡꯅ ꯆꯥꯏꯅꯥꯗꯒꯤ ꯂꯥꯛꯄ ꯃꯤꯅꯨꯡꯁꯤꯒꯤ ꯂꯥꯏꯔꯦꯝꯕꯤ ꯒꯨꯋꯥꯟꯌꯤꯟ ꯍꯥꯏꯅ ꯈ꯭ꯋꯥꯏꯗꯒꯤ ꯍꯦꯟꯅ ꯈꯪꯅꯔꯝꯕ ꯌꯥꯏ꯫ ꯃꯍꯥꯛ ꯏꯁꯣꯇꯦꯔꯤꯛ ꯕꯨꯗꯙꯤꯁ꯭ꯠ ꯃꯍꯩꯁꯪꯁꯤꯡꯗ ꯈ꯭ꯋꯥꯏꯗꯒꯤ ꯃꯄꯥꯡꯒꯜ ꯀꯟꯕ ꯑꯃꯁꯨꯡ ꯃꯤꯌꯥꯝꯅ ꯄꯥꯝꯅꯕ ꯂꯥꯏꯔꯦꯝꯕꯤꯁꯤꯡꯒꯤ ꯃꯅꯨꯡꯗ ꯑꯃ ꯑꯣꯏꯗꯨꯅ ꯂꯩꯔꯤ ꯑꯃꯁꯨꯡ ꯍꯤꯟꯗꯨ ꯙꯔꯃꯥ ꯑꯃꯁꯨꯡ ꯕꯨꯙꯤꯖꯝ ꯑꯅꯤꯃꯛꯇ ꯃꯍꯥꯛꯀꯤ ꯂꯥꯏ ꯈꯨꯔꯨꯝꯕ ꯑꯁꯤ ꯑꯅꯧꯕ ꯃꯇꯝꯗ ꯃꯈꯥ ꯆꯠꯊꯔꯤ꯫ ꯇꯥꯔꯥꯕꯨ ꯏꯀꯥꯏ ꯈꯨꯝꯅꯕ ꯑꯁꯤ ꯀꯔꯝꯕ ꯃꯇꯝꯗ ꯍꯧꯈꯤꯕꯒꯦ ꯍꯥꯏꯕꯗꯨ ꯃꯌꯦꯛ ꯁꯦꯡꯗꯦ ꯑꯗꯨꯕꯨ ꯃꯍꯥꯛ ꯑꯁꯤ ꯍꯤꯟꯗꯨꯒꯤ ꯁꯛꯇꯤ ꯂꯥꯏꯅꯤꯡ ꯂꯨꯞꯀ ꯃꯔꯤ ꯂꯩꯅꯩ ꯃꯁꯤꯅ ꯕ꯭ꯔꯍꯃꯟꯒꯤ ꯅꯨꯄꯥꯒꯤ ꯆꯠꯅꯕꯤꯒꯤ ꯃꯍꯨꯠꯇ ꯃꯍꯥꯗꯦꯕꯤꯒꯤ ꯅꯨꯄꯤꯒꯤ ꯑꯣꯏꯕ ꯂꯥꯏꯒꯤ ꯑꯣꯏꯕ ꯋꯥꯈꯜꯂꯣꯟ ꯄꯨꯝꯅꯃꯛꯄꯨ ꯁꯦꯝꯒꯠꯄꯒꯤ ꯍꯧꯔꯛꯐꯝ ꯑꯣꯏꯅ ꯈꯨꯔꯨꯝꯖꯩ꯫ ꯁꯛꯇꯤꯅ ꯅꯨꯄꯥ ꯑꯃꯁꯨꯡ ꯅꯨꯄꯤ ꯑꯅꯤꯃꯛꯀꯤ ꯃꯔꯨꯑꯣꯏꯕ ꯑꯗꯨ ꯁꯛꯈꯪꯂꯗꯨꯅ ꯅꯨꯄꯥꯒꯤ ꯄ꯭ꯔꯤꯟꯁꯤꯄꯜ ꯑꯗꯨ ꯌꯥꯗꯦ ꯑꯗꯨꯕꯨ ꯃꯍꯥꯗꯦꯕꯤꯕꯨ ꯈ꯭ꯋꯥꯏꯗꯒꯤ ꯃꯁꯛ ꯊꯣꯛꯄ ꯐꯝꯗ ꯋꯥꯡꯈꯠꯍꯜꯂꯤ꯫ ꯃꯁꯤꯒꯤ ꯀꯥꯡꯂꯨꯞ ꯑꯁꯤ ꯏꯟꯗꯁ ꯚꯦꯂꯤ ꯁꯤꯚꯤꯂꯥꯏꯖꯦꯁꯟꯅ ꯂꯤꯡꯈꯠꯈꯤꯕ ꯑꯣꯏꯔꯝꯕ ꯌꯥꯏ ꯑꯃꯁꯨꯡ ꯃꯤꯌꯥꯃꯅ ꯄꯥꯃꯅꯕ ꯕꯩꯁꯅꯚꯤꯖꯝ ꯑꯃꯁꯨꯡ ꯁꯥꯏꯚꯤꯖꯝꯒꯤ ꯆꯥꯎꯈꯠꯄꯗ ꯏꯊꯤꯜ ꯄꯤꯈꯤ꯫ ꯑꯍꯨꯝꯃꯛꯅ ꯅꯨꯄꯥ ꯑꯃꯁꯨꯡ ꯅꯨꯄꯤꯒꯤ ꯄꯥꯡꯒꯜꯒꯤ ꯃꯔꯛꯇ ꯆꯥꯡ ꯃꯥꯟꯅꯕꯒꯤ ꯃꯔꯨꯑꯣꯏꯕ ꯑꯗꯨꯒ ꯂꯣꯏꯅꯅ ꯀꯅꯥꯒꯨꯝꯕ ꯑꯃꯅ ꯄꯥꯝꯖꯕ ꯂꯥꯏꯗ ꯂꯅꯥꯏꯒꯤ ꯑꯣꯏꯕ ꯀꯠꯊꯣꯛꯄꯒꯤ ꯑꯋꯥꯡꯕ ꯊꯥꯛꯀꯤ ꯃꯍꯩ ꯑꯗꯨ ꯁꯛꯈꯪꯉꯤ꯫ ꯄꯟꯈ꯭ꯔꯕ ꯃꯇꯨꯡ ꯏꯟꯅ ꯇꯥꯔꯥꯒꯤꯗꯃꯛꯇ ꯋꯥꯍꯩꯒꯤ ꯑꯣꯏꯕ ꯈꯨꯗꯝ ꯆꯥꯡꯗꯝ ꯑꯁꯤ ꯑꯍꯥꯟꯕ ꯑꯣꯏꯅ ꯔꯤꯒ ꯕꯦꯗꯇꯒꯤ ꯂꯥꯛꯏ ꯑꯃꯁꯨꯡ ꯈ꯭ꯔꯤꯁ꯭ꯠꯒꯤ ꯃꯃꯥꯡ ꯆꯍꯤ ꯂꯤꯁꯤꯡ ꯑꯃ ꯆꯅꯤ ꯀꯨꯟꯃꯉꯥꯗ ꯂꯤꯡꯈꯠꯈꯤꯕ ꯇꯥꯔꯥꯄꯤꯊꯇ ꯂꯩꯕ ꯃꯍꯥꯛꯀꯤ ꯂꯥꯏꯁꯪꯗꯒꯤ ꯃꯍꯥꯛꯅ ꯂꯥꯏ ꯈꯨꯔꯨꯝꯕꯒꯤ ꯍꯛꯆꯥꯡꯒꯤ ꯑꯣꯏꯕ ꯈꯨꯗꯝ ꯆꯥꯡꯗꯝ ꯂꯥꯛꯏ꯫ ꯇꯔꯥꯄꯤꯊꯀꯤ ꯃꯐꯝ ꯑꯁꯤ ꯃꯃꯥꯡꯗ ꯑꯃꯁꯨꯡ ꯃꯁꯤꯒꯤ ꯁꯔꯨꯛ ꯑꯃ ꯍꯧꯖꯤꯛꯁꯨ ꯂꯩꯔꯤ ꯃꯐꯝ ꯑꯗꯨꯗ ꯍꯛꯆꯥꯡꯒꯤ ꯊꯧꯔꯝꯁꯤꯡꯒꯤ ꯁꯔꯨꯛ ꯑꯃ ꯑꯣꯏꯅ ꯑꯁꯤꯕ ꯍꯛꯆꯥꯡꯁꯤꯡ ꯃꯔꯥꯏ ꯆꯥꯏꯊꯅꯕ ꯅꯠꯇ꯭ꯔꯒ ꯄꯣꯠꯂꯣꯏꯈꯤꯕ ꯊꯝꯂꯝꯕ ꯃꯐꯝ ꯑꯃ ꯑꯣꯏꯔꯝꯃꯤ꯫